ꯔꯨꯝ ꯑꯃꯗ ꯅꯨꯡꯁꯤꯠ ꯇ ꯌꯥꯎꯕ ꯏꯁꯤꯡ ꯃꯅꯤꯜ ꯒꯤ ꯆꯥꯡ ꯀꯟꯇ꯭ꯔꯣꯜ ꯇꯧꯅꯕꯒꯤ ꯃꯑꯣꯡ ꯑꯅꯤ ꯍꯥꯢꯕꯁꯤ ꯀꯔꯤꯅꯣ? ꯔꯨꯝ ꯑꯃꯗ ꯅꯨꯡꯁꯤꯠ ꯇ ꯌꯥꯎꯕ ꯏꯁꯤꯡ ꯃꯅꯤꯜ ꯒꯤ ꯆꯥꯡ ꯀꯟꯇ꯭ꯔꯣꯜ ꯇꯧꯅꯕꯒꯤ ꯃꯑꯣꯡ ꯀꯌꯥ ꯂꯩ ꯑꯗꯨꯕꯨ ꯀꯃꯟ ꯑꯣꯏꯕ ꯄꯥꯝꯕꯩ ꯑꯅꯤꯗꯤ ꯃꯈꯥꯗ ꯄꯤꯔꯤꯕꯁꯤꯡꯁꯤꯅꯤ: ꯗꯤꯍꯨꯃꯤꯗꯤꯐꯥꯏꯌꯔ ꯑꯃ ꯁꯤꯖꯤꯟꯅꯕ: ꯗꯤꯍꯨꯃꯤꯗꯤꯐꯥꯏꯌꯔꯁꯤꯡꯅ ꯇꯔꯨ-ꯇꯅꯥꯟꯕ ꯅꯨꯡꯁꯤꯠ ꯂꯧꯗꯨꯅ ꯑꯃꯁꯨꯡ ꯃꯗꯨ ꯀꯣꯜꯗ ꯀꯣꯏꯜ ꯑꯃꯒꯤ ꯃꯊꯛꯇ ꯄꯥꯁ ꯇꯧꯗꯨꯅꯥ ꯊꯕꯛ ꯇꯧꯏ꯫ ꯃꯁꯤꯅ ꯅꯨꯡꯁꯤꯠꯇ ꯂꯩꯔꯤꯕ ꯃꯩꯁꯥ ꯑꯗꯨ ꯄꯨꯟꯁꯤꯟꯗꯨꯅ ꯀꯟꯇꯦꯅꯔ ꯑꯃꯗ ꯈꯣꯝꯖꯤꯜꯂꯤ ꯃꯗꯨ ꯇꯨꯡꯗ ꯏꯁꯤꯡ ꯇꯨꯡꯁꯤꯟꯕ ꯌꯥꯏ꯫ ꯃꯁꯤ ꯔꯨꯝ ꯑꯃꯗ ꯃꯔꯨꯑꯣꯏꯅ ꯇꯔꯨ-ꯇꯅꯥꯟꯕ ꯃꯐꯝꯁꯤꯡꯗ ꯅꯨꯡꯁꯤꯠ ꯇ ꯌꯥꯎꯕ ꯃꯅꯤꯜꯒꯤ ꯆꯥꯡ ꯍꯟꯊꯍꯟꯅꯕꯒꯤ ꯍꯦꯟꯅ ꯐꯕ ꯑꯣꯏꯕ ꯃꯑꯣꯡ ꯑꯃꯅꯤ꯫ ꯅꯨꯡꯁꯤꯠ ꯁꯦꯡꯗꯣꯛꯄ: ꯅꯨꯡꯁꯤꯠ ꯍꯟꯊꯍꯟꯅꯕꯒꯤ ꯑꯇꯣꯞꯄ ꯃꯑꯣꯡ ꯑꯃꯗꯤ ꯀꯥ ꯑꯃꯗ ꯅꯨꯡꯁꯤꯠ ꯁꯤꯠꯄ ꯐꯒꯠꯍꯟꯕꯅꯤ꯫ ꯃꯁꯤ ꯊꯣꯡ ꯍꯥꯡꯗꯣꯛꯇꯨꯅ ꯅꯠꯇ꯭ꯔꯒ ꯀꯥꯗꯒꯤ ꯇꯔꯨ-ꯇꯅꯥꯟꯕ ꯅꯨꯡꯁꯤꯠ ꯂꯧꯊꯣꯛꯅꯕ ꯐꯦꯟꯁꯤꯡ ꯁꯤꯖꯤꯟꯅꯗꯨꯅ ꯄꯥꯡꯊꯣꯛꯄ ꯌꯥꯏ꯫ ꯃꯁꯤꯅ ꯃꯔꯨꯑꯣꯏꯅ ꯃꯩꯁꯥ ꯄꯨꯊꯣꯛꯄ ꯃꯐꯝꯁꯤꯡ ꯍꯥꯢꯕꯗꯤ ꯏꯔꯨꯖꯐꯝ ꯅꯠꯇ꯭ꯔꯒ ꯆꯥꯈꯨꯝꯁꯤꯡꯗ ꯃꯇꯦꯡ ꯄꯥꯡꯏ꯫ ꯃꯁꯤꯒꯤ ꯃꯊꯛꯇ, ꯀꯥ ꯄꯨꯝꯅꯃꯛꯇ ꯅꯨꯡꯁꯤꯠ ꯅꯤꯡꯊꯤꯅ ꯆꯦꯜꯂꯤ ꯍꯥꯢꯕ ꯁꯣꯢꯗꯅ ꯈꯪꯍꯟꯕꯅ ꯅꯨꯡꯁꯤꯠꯇꯒꯤ ꯑꯍꯦꯟꯕ ꯃꯩꯁꯥ ꯂꯧꯊꯣꯛꯄꯗꯁꯨ ꯃꯇꯦꯡ ꯄꯥꯡꯏ꯫ ꯑꯄꯤꯕꯥ ꯕ꯭ꯂꯣꯒ ꯄꯣꯁ꯭ꯠ ꯑꯗꯨ ꯁꯝꯖꯤꯟꯅꯧ꯫ ꯗꯤꯖꯤꯇꯦꯜ ꯃꯥꯔꯀꯦꯇꯤꯡ ꯍꯥꯢꯕꯁꯤ ꯅꯍꯥꯛꯀꯤ ꯕ꯭ꯔꯥꯟꯗ, ꯄꯣꯠ ꯅꯠꯇ꯭ꯔꯒ ꯁꯔꯚꯤꯁꯀꯤ ꯑꯦꯗꯚꯥꯔꯇꯥꯏꯖꯃꯦꯟꯇ ꯇꯧꯅꯕ ꯁꯣꯁꯤꯑꯦꯜ ꯃꯤꯗꯤꯌꯥ, ꯁꯔꯆ ꯏꯟꯖꯤꯟ, ꯋꯦꯕꯁꯥꯏꯠ ꯑꯃꯁꯨꯡ ꯏꯃꯦꯜꯒꯨꯝꯕ ꯗꯤꯖꯤꯇꯦꯜ ꯆꯦꯅꯦꯜꯁꯤꯡ ꯁꯤꯖꯤꯟꯅꯕꯅꯤ꯫ ꯆꯦꯅꯦꯜꯁꯤꯡ ꯑꯁꯤꯅ ꯄꯥꯛ ꯁꯟꯅ ꯌꯧꯔꯛꯄꯅ ꯃꯔꯝ ꯑꯣꯏꯗꯨꯅ ꯃꯁꯤ ꯆꯥꯎꯔꯥꯛꯅ ꯃꯥꯔꯀꯦꯇꯤꯡ ꯁꯇ꯭ꯔꯦꯇꯦꯖꯤ ꯄꯨꯝꯅꯃꯛꯀꯤ ꯃꯔꯨꯑꯣꯏꯕ ꯁꯔꯨꯛ ꯑꯃ ꯑꯣꯏꯔꯦ꯫ ꯕ꯭ꯂꯣꯒ ꯄꯣꯁ꯭ꯠ ꯑꯁꯤꯅ ꯗꯤꯖꯤꯇꯦꯜ ꯃꯥꯔꯀꯦꯇꯤꯡ ꯍꯥꯢꯕꯁꯤ ꯁꯣꯁꯤꯑꯦꯜ ꯃꯤꯗꯤꯌꯥ, ꯁꯔꯆ ꯏꯟꯖꯤꯟ, ꯋꯦꯕꯁꯥꯏꯠ ꯑꯃꯁꯨꯡ ꯏꯃꯦꯜꯒꯨꯝꯕ ꯗꯤꯖꯤꯇꯦꯜ ꯆꯦꯅꯦꯜꯁꯤꯡ ꯁꯤꯖꯤꯟꯅꯗꯨꯅ ꯕ꯭ꯔꯥꯟꯗꯁꯤꯡ, ꯄꯣꯠꯊꯣꯛꯁꯤꯡ, ꯅꯠꯇ꯭ꯔꯒ ꯁꯔꯚꯤꯁꯁꯤꯡ ꯑꯦꯗꯚꯥꯔꯇꯥꯏꯖ ꯇꯧꯕ ꯑꯃꯁꯨꯡ ꯄ꯭ꯔꯃꯣꯠ ꯇꯧꯕꯥ ꯍꯥꯢꯕꯁꯤꯅꯤ ꯍꯥꯢꯅꯥ ꯊꯤꯖꯤꯜꯂꯤ꯫ ꯆꯦꯅꯦꯜꯁꯤꯡ ꯑꯁꯤꯒꯤ ꯄꯥꯛ ꯆꯥꯎꯔꯕ ꯌꯧꯕ ꯉꯝꯕꯅ ꯗꯤꯖꯤꯇꯦꯜ ꯃꯥꯔꯀꯦꯇꯤꯡ ꯑꯁꯤ ꯑꯅꯧꯕ ꯃꯥꯔꯀꯦꯇꯤꯡ ꯁꯇ꯭ꯔꯦꯇꯦꯖꯤꯁꯤꯡꯒꯤ ꯃꯔꯨꯑꯣꯏꯕ ꯃꯆꯥꯛ ꯑꯃ ꯑꯣꯏꯍꯜꯂꯤ꯫ ꯋꯥꯍꯩ ꯑꯃ ꯑꯥꯎꯠꯄꯨꯠ ꯇꯧꯗꯨꯅ ꯇꯦꯛꯁ ꯑꯗꯨ ꯁꯃꯖꯤꯟꯅꯧ꯫ ꯔꯣꯂꯤꯡ ꯁ꯭ꯇꯣꯅꯁ ꯑꯁꯤ ꯂꯤꯁꯤꯡ ꯑꯃꯒ ꯆꯥꯃꯥꯄꯜ ꯍꯨꯝꯐꯨ ꯅꯤꯊꯣꯏꯗ ꯂꯟꯗꯟꯗꯥ ꯁꯦꯝꯈꯤꯕ ꯏꯪꯂꯤꯁ ꯔꯣꯛ ꯕꯦꯟꯗ ꯑꯃꯅꯤ ꯑꯍꯥꯟꯕ ꯂꯦꯡꯗꯅ ꯂꯥꯏꯟ-ꯑꯞ ꯑꯁꯤ ꯕ꯭ꯔꯌꯥꯟ ꯖꯣꯟꯁ, ꯃꯤꯛ ꯖꯦꯒꯔ, ꯀꯦꯊ ꯔꯤꯆꯥꯔꯗꯁ, ꯕꯤꯜ ꯋꯥꯏꯃꯦꯟ, ꯆꯥꯔꯂꯤ ꯋꯥꯇꯁ ꯑꯃꯁꯨꯡ ꯏꯌꯥꯟ ꯁ꯭ꯇꯦꯋꯥꯔꯗꯅꯤ꯫ ꯁ꯭ꯇꯦꯋꯥꯔꯗꯅ ꯂꯤꯁꯤꯡ ꯑꯃꯒ ꯆꯥꯃꯥꯄꯜ ꯍꯨꯝꯐꯨ ꯍꯨꯝꯗꯣꯏꯗꯥ ꯑꯣꯐꯤꯁꯤꯑꯦꯜ ꯂꯥꯏꯟ-ꯑꯞꯇꯒꯤ ꯂꯧꯊꯣꯛꯈꯤ ꯑꯗꯨꯕꯨ ꯂꯤꯁꯤꯡ ꯑꯃꯒ ꯆꯥꯃꯥꯄꯜ ꯃꯔꯤꯐꯨ ꯃꯉꯥꯗ ꯃꯍꯥꯛ ꯁꯤꯈꯤꯕ ꯐꯥꯎꯕ ꯀꯟꯇꯔꯦꯛꯇ ꯇꯧꯔꯕ ꯃ꯭ꯌꯨꯖꯤꯁꯤꯌꯥꯟ ꯑꯃ ꯑꯣꯏꯅ ꯕꯦꯟꯗ ꯑꯗꯨꯒ ꯂꯣꯢꯅꯅꯥ ꯊꯕꯛ ꯇꯧꯃꯤꯟꯅꯈꯤ꯫ ꯂꯤꯁꯤꯡ ꯑꯃꯒ ꯆꯥꯃꯥꯄꯜ ꯍꯨꯝꯐꯨꯅꯤꯊꯣꯏꯗ ꯂꯟꯗꯟꯗ ꯁꯦꯝꯈꯤꯕꯥ ꯔꯣꯂꯤꯡ ꯁ꯭ꯇꯣꯟꯁꯤꯡ ꯑꯁꯤ ꯑꯍꯥꯟꯕꯗ ꯕ꯭ꯔꯌꯥꯟ ꯖꯣꯟꯁ, ꯃꯤꯛ ꯖꯦꯒꯔ, ꯀꯦꯊ ꯔꯤꯆꯥꯔꯗꯁ, ꯕꯤꯜ ꯋꯥꯏꯃꯦꯟ, ꯆꯥꯔꯂꯤ ꯋꯥꯇꯁ ꯑꯃꯁꯨꯡ ꯏꯌꯥꯟ ꯁ꯭ꯇꯦꯋꯥꯔꯗꯅ ꯌꯥꯎꯈꯤ ꯃꯈꯣꯢꯁꯤꯡ ꯑꯗꯨ ꯃꯇꯨꯡꯗ ꯑꯣꯐꯤꯁꯤꯑꯦꯜ ꯃꯦꯝꯕꯔ ꯑꯃ ꯑꯣꯏꯅꯥ ꯂꯧꯊꯣꯛꯈꯤ ꯑꯗꯨꯕꯨ ꯃꯍꯥꯛ ꯁꯤꯕ ꯐꯥꯎꯕꯥ ꯃꯈꯣꯢꯒꯥ ꯂꯣꯢꯅꯅꯥ ꯊꯕꯛ ꯇꯧꯃꯤꯟꯅꯈꯤ꯫